ꯀꯥꯂꯤ ꯆꯍꯨꯝꯒꯤ ꯃꯃꯤꯡ ꯑꯃꯁꯨꯡ ꯂꯥꯏ ꯈꯨꯔꯨꯝꯕ ꯀꯥꯂꯤꯒꯤ ꯃꯃꯤꯡ ꯑꯁꯤ ꯁꯪꯁꯀ꯭ꯔꯤꯠꯀꯤ ꯋꯥꯍꯟꯊꯣꯛꯇꯤ ꯑꯃꯨꯕ ꯃꯍꯥꯛ' ꯅꯠꯇ꯭ꯔꯒ ꯁꯤꯔꯤꯕ ꯃꯍꯥꯛ' ꯍꯥꯏꯕꯁꯤꯗꯒꯤ ꯂꯥꯛꯄꯅꯤ, ꯑꯗꯨꯕꯨ ꯃꯍꯥꯛꯄꯨ ꯆꯇꯨꯔꯚꯨꯖ ꯀꯥꯂꯤ, ꯆꯤꯟꯅꯃꯁꯇꯥ ꯅꯠꯇ꯭ꯔꯒ ꯀꯧꯁꯤꯀꯥ ꯍꯥꯏꯅꯁꯨ ꯈꯪꯅꯩ꯫ ꯀꯥꯂꯤꯅ ꯄꯣꯠ ꯄꯨꯝꯅꯃꯛ ꯆꯥꯔꯤꯕ ꯃꯇꯝꯒꯤ ꯃꯁꯛ ꯑꯃ ꯑꯣꯏꯅ ꯃꯍꯥꯛ ꯁꯤꯕ ꯃꯤꯑꯣꯏꯁꯤꯡ ꯑꯃꯁꯨꯡ ꯂꯥꯏꯁꯤꯡꯗ ꯌꯥꯝꯅ ꯄꯨꯛꯅꯤꯡ ꯆꯤꯡꯁꯤꯟꯅꯤꯡꯉꯥꯏ ꯑꯣꯏ ꯑꯃꯁꯨꯡ ꯃꯃꯥ ꯂꯥꯏꯔꯦꯝꯕꯤ ꯑꯃꯒꯤ ꯃꯤꯅꯨꯡꯁꯤ ꯂꯩꯕꯗꯨꯁꯨ (ꯃꯔꯨꯑꯣꯏꯅ ꯃꯇꯨꯡ ꯇꯥꯔꯛꯄ ꯆꯠꯅꯕꯤꯁꯤꯡꯗ) ꯎꯠꯊꯣꯛꯄ ꯌꯥꯏ꯫ ꯂꯥꯏꯔꯦꯝꯕꯤ (ꯗꯦꯕꯤ) ꯑꯁꯤ ꯃꯔꯨꯑꯣꯏꯅ ꯅꯣꯡꯄꯣꯛ ꯑꯃꯁꯨꯡ ꯈꯥ ꯊꯪꯕ ꯚꯥꯔꯠꯇ ꯑꯃꯁꯨꯡ ꯃꯔꯨꯑꯣꯏꯅ ꯑꯁꯥꯝ, ꯀꯦꯔꯂꯥ, ꯀꯁꯃꯤꯔ, ꯕꯦꯡꯒꯣꯜꯗ ꯈꯨꯔꯨꯝꯃꯤ ꯃꯐꯝ ꯑꯗꯨꯗ ꯍꯧꯖꯤꯛ ꯃꯍꯥꯛꯄꯨ ꯑꯅꯧꯕ ꯊꯥ ꯑꯃꯒꯤ ꯅꯨꯃꯤꯗꯥꯡꯗ ꯄꯥꯡꯊꯣꯛꯄ ꯆꯍꯤꯒꯤ ꯑꯣꯏꯕ ꯀꯥꯂꯤ ꯄꯨꯖꯥꯒꯤ ꯀꯨꯝꯍꯩꯗ ꯈꯨꯔꯨꯝꯖꯔꯤ ꯑꯃꯁꯨꯡ ꯀꯜꯀꯥꯇꯥ ꯁꯍꯔꯒꯤ ꯀꯥꯂꯤꯘꯥꯠ ꯂꯥꯏꯁꯪꯗ ꯄꯣꯛꯄ ꯀꯥꯂꯤ ꯑꯁꯤ ꯀꯔꯝꯅ ꯂꯩꯔꯛꯈꯤꯕꯒꯦ ꯍꯥꯏꯕꯒꯤ ꯆꯠꯅꯕꯤ ꯀꯌꯥ ꯑꯃ ꯂꯩꯔꯤ꯫ ꯋꯥꯔꯤ ꯑꯃꯅ ꯈꯨꯠꯂꯥꯏ ꯑꯃꯃꯝ ꯄꯨꯕ ꯑꯃꯁꯨꯡ ꯂꯥꯟꯗ ꯅꯣꯡꯁꯥ ꯅꯠꯇ꯭ꯔꯒ ꯀꯩ ꯑꯃ ꯊꯧꯕ ꯂꯥꯟꯃꯤ ꯂꯥꯏꯔꯦꯝꯕꯤ ꯗꯨꯔꯒꯥꯅ ꯏꯔꯣꯏꯒꯤ ꯍꯤꯡꯆꯥꯕ ꯃꯍꯤꯁꯥꯁꯨꯔ (ꯅꯠꯇ꯭ꯔꯒ ꯃꯍꯤꯁꯥ)ꯒ ꯂꯥꯟꯊꯦꯡꯅꯈꯤꯕ ꯃꯇꯝ ꯑꯗꯨꯒ ꯃꯔꯤ ꯂꯩꯅꯩ꯫ ꯗꯨꯔꯒꯥ ꯌꯥꯝꯅ ꯁꯥꯎꯔꯛꯈꯤ ꯃꯗꯨꯗꯗꯤ ꯃꯍꯥꯛꯀꯤ ꯁꯥꯎꯕ ꯑꯗꯨꯅ ꯃꯍꯥꯛꯀꯤ ꯃꯀꯣꯛꯇꯒꯤ ꯀꯥꯂꯤꯒꯤ ꯃꯑꯣꯡꯗ ꯄꯣꯛꯈꯤ꯫ ꯄꯣꯛꯂꯕ ꯃꯇꯨꯡꯗ ꯑꯃꯨꯕ ꯂꯥꯏꯔꯦꯝꯕꯤ ꯑꯗꯨꯅ ꯂꯝꯂꯛ ꯆꯠꯈꯤ ꯑꯃꯁꯨꯡ ꯃꯍꯥꯛꯅ ꯊꯦꯡꯅꯈꯤꯕ ꯐꯠꯇꯕ ꯂꯥꯏ ꯄꯨꯝꯅꯃꯛ ꯆꯥꯈꯤ, ꯃꯈꯣꯏꯒꯤ ꯃꯀꯣꯛꯁꯤꯡ ꯑꯗꯨ ꯃꯍꯥꯛꯅ ꯃꯍꯥꯛꯀꯤ ꯉꯛꯄꯗ ꯁꯦꯠꯈꯤꯕ ꯌꯣꯠꯂꯤ ꯑꯃꯗ ꯊꯝꯈꯤ꯫ ꯀꯥꯂꯤꯒꯤ ꯏ-ꯅꯥꯏ ꯇꯥꯕ ꯂꯥꯟꯗꯥꯔꯛꯄꯁꯤꯡ ꯑꯗꯨ ꯇꯞꯊꯍꯟꯕ ꯉꯝꯗꯕ ꯑꯣꯏꯔꯝꯃꯤ, ꯃꯗꯨ ꯑꯔꯥꯟꯕ ꯊꯕꯛ ꯇꯧꯔꯤꯕ ꯃꯤꯑꯣꯏ ꯑꯃꯍꯦꯛꯇꯗ ꯁꯟꯗꯣꯛꯈꯤ, ꯑꯃꯁꯨꯡ ꯃꯤꯑꯣꯏ ꯑꯃꯁꯨꯡ ꯂꯥꯏ ꯑꯅꯤꯃꯛꯅ ꯀꯔꯤ ꯇꯧꯒꯗꯒꯦ ꯍꯥꯏꯕꯗꯨ ꯈꯟꯅꯈꯤ꯫ ꯂꯥꯏꯕꯛ ꯐꯕꯗꯤ, ꯃꯄꯥꯡꯒꯜ ꯀꯟꯕ ꯁꯤꯕꯅ ꯀꯥꯂꯤꯒꯤ ꯂꯝꯕꯤꯗ ꯂꯦꯞꯇꯨꯅ ꯃꯥꯡꯍꯟ-ꯇꯥꯛꯍꯟꯕꯒꯤ ꯊꯧꯗꯣꯛ ꯑꯗꯨ ꯊꯤꯡꯈꯤ, ꯑꯃꯁꯨꯡ ꯂꯥꯏꯔꯦꯝꯕꯤ ꯑꯗꯨꯅ ꯃꯍꯥꯛ ꯀꯅꯥꯗ ꯂꯦꯞꯂꯤꯕꯅꯣ ꯍꯥꯏꯕꯗꯨ ꯈꯪꯂꯛꯄ ꯃꯇꯝꯗ ꯃꯍꯥꯛ ꯑꯔꯣꯏꯕꯗ ꯏꯪꯊꯔꯛꯈꯤ꯫ ꯋꯥꯔꯤ ꯑꯁꯤꯗꯒꯤ ꯀꯥꯂꯤꯅ ꯂꯥꯟꯒꯤ ꯂꯝꯄꯥꯛꯁꯤꯡ ꯑꯃꯁꯨꯡ ꯄꯣꯠꯂꯣꯏꯕ ꯃꯐꯝꯁꯤꯡꯒ ꯃꯔꯤ ꯂꯩꯅꯕꯒꯤ ꯃꯇꯥꯡꯗ ꯁꯟꯗꯣꯛꯅ ꯇꯥꯛꯂꯤ꯫ ꯂꯥꯏꯔꯦꯝꯕꯤ ꯑꯗꯨꯒꯤ ꯄꯣꯛꯄꯒꯤ ꯑꯇꯣꯞꯄ ꯃꯑꯣꯡ ꯑꯃꯗ, ꯄꯥꯔꯕꯇꯤꯅ ꯃꯍꯥꯛꯀꯤ ꯑꯃꯨꯕ ꯎꯟꯁꯥ ꯑꯗꯨ ꯂꯧꯊꯣꯛꯈꯤꯕ ꯃꯇꯝꯗ ꯀꯥꯂꯤ ꯊꯣꯛꯂꯛꯈꯤ꯫ ꯃꯗꯨꯒꯤ ꯃꯇꯨꯡꯗ ꯀꯥꯂꯤ ꯑꯣꯏꯔꯛꯈꯤ, ꯃꯔꯝ ꯑꯁꯤꯅ ꯃꯍꯥꯛꯀꯤ ꯃꯤꯡꯁꯤꯡꯒꯤ ꯃꯅꯨꯡꯗ ꯑꯃꯗꯤ ꯀꯧꯁꯤꯀꯥ (ꯁꯤꯊ), ꯑꯗꯨꯒ ꯄꯥꯔꯕꯇꯤꯕꯨ ꯒꯧꯔꯤ (ꯃꯦꯂꯥ) ꯍꯥꯏꯅ ꯊꯝꯂꯝꯃꯤ꯫ ꯋꯥꯔꯤ ꯑꯁꯤꯅ ꯀꯥꯂꯤꯒꯤ ꯑꯃꯨꯕ ꯑꯣꯏꯕꯗꯨꯗ ꯑꯀꯟꯕ ꯋꯥꯐꯝ ꯊꯝꯂꯤ ꯃꯗꯨ ꯃꯇꯝ ꯆꯨꯞꯄꯒꯤ ꯑꯣꯏꯅ ꯑꯃꯝꯕꯒꯤ ꯃꯁꯛ ꯇꯥꯛꯂꯤ ꯑꯃꯁꯨꯡ ꯃꯁꯤꯅ ꯃꯥꯡꯍꯟ ꯇꯥꯛꯍꯟꯕ ꯑꯃꯁꯨꯡ ꯁꯦꯝꯕ ꯑꯅꯤꯃꯛ ꯇꯧꯕ ꯉꯝꯃꯤ꯫ ꯑꯍꯨꯝꯁꯨꯕ ꯋꯥꯔꯣꯜ ꯑꯃꯗ, ꯅꯨꯄꯤ ꯑꯃꯈꯛꯇꯅ ꯍꯥꯠꯄ ꯉꯝꯕ ꯗꯥꯔꯨꯀꯥꯅ ꯅꯨꯄꯥ ꯑꯃꯁꯨꯡ ꯂꯥꯏꯁꯤꯡꯕꯨ ꯑꯀꯤꯕ ꯄꯣꯛꯍꯟꯈꯤ, ꯑꯃꯁꯨꯡ ꯄꯥꯔꯕꯇꯤꯕꯨ ꯂꯥꯏꯁꯤꯡꯅ ꯑꯋꯥꯕ ꯄꯣꯛꯍꯟꯕ ꯐꯠꯇꯕ ꯂꯥꯏ ꯑꯗꯨꯕꯨ ꯊꯦꯡꯅꯅꯕ ꯍꯥꯏꯈꯤ꯫ ꯃꯍꯥꯛꯅ ꯁꯤꯕꯒꯤ ꯈꯅꯥꯎꯗ ꯆꯣꯡꯊꯗꯨꯅ ꯄꯥꯎꯈꯨꯝ ꯄꯤꯈꯤ꯫ ꯃꯁꯤꯒꯤ ꯃꯔꯝꯗꯤ ꯆꯍꯤ ꯀꯌꯥꯒꯤ ꯃꯃꯥꯡꯗ ꯁꯤꯕꯅ ꯁꯦꯝꯈꯤꯕ ꯃꯇꯝꯗ ꯁꯃꯨꯗ꯭ꯔꯒꯤ ꯆꯣꯡꯊꯔꯛꯄꯗꯒꯤ ꯍꯧꯔꯛꯈꯤꯕ ꯑꯃꯁꯨꯡ ꯃꯥꯂꯦꯝ ꯑꯁꯤꯕꯨ ꯃꯣꯠꯁꯤꯟꯍꯟꯒꯅꯤ ꯍꯥꯏꯅ ꯀꯤꯍꯟꯈꯤꯕ ꯍꯨ ꯑꯣꯏꯔꯤꯕ ꯍꯂꯥꯍꯜꯕꯨ ꯂꯧꯁꯤꯟꯈꯤ꯫ ꯁꯤꯕꯒꯤ ꯈꯅꯥꯎꯗ ꯍꯧꯖꯤꯛꯁꯨ ꯊꯝꯂꯤꯕ ꯍꯨ ꯑꯗꯨꯒ ꯄꯨꯟꯁꯤꯜꯂꯒ ꯄꯥꯔꯕꯇꯤꯕꯨ ꯀꯥꯂꯤ ꯑꯣꯏꯅ ꯑꯣꯟꯊꯣꯛꯈꯤ꯫ ꯃꯍꯥꯛꯀꯤ ꯑꯅꯧꯕ ꯃꯑꯣꯡꯗ ꯁꯤꯕꯒꯤ ꯈꯅꯥꯎꯗꯒꯤ ꯆꯣꯡꯊꯔꯛꯇꯨꯅ, ꯀꯥꯂꯤꯅ ꯊꯨꯅ ꯗꯥꯔꯨꯀꯥꯕꯨ ꯊꯥꯈꯤ ꯑꯃꯁꯨꯡ ꯃꯥꯂꯦꯝ ꯑꯁꯤꯗ ꯑꯃꯨꯛ ꯍꯟꯅ ꯄꯨꯝꯅꯃꯛ ꯐꯖꯅ ꯂꯩꯈꯤ꯫ ꯀꯥꯂꯤ ꯑꯃꯁꯨꯡ ꯔꯛꯇꯥꯕꯤꯖꯥ ꯑꯔꯣꯏꯕꯗ, ꯀꯥꯂꯤꯒꯤ ꯄꯣꯛꯄꯒꯤ ꯑꯇꯣꯞꯄ ꯃꯑꯣꯡ ꯑꯃꯗ, ꯑꯀꯤꯕ ꯐꯠꯇꯕ ꯂꯥꯏ ꯔꯛꯇꯥꯕꯤꯖ (ꯏꯒꯤ ꯃꯔꯨ)ꯒꯤ ꯋꯥꯔꯤ ꯂꯩ꯫ ꯃꯁꯤꯒꯤ ꯐꯠꯇꯕ ꯂꯥꯏ ꯑꯁꯤꯅ ꯑꯌꯥꯝꯕ ꯐꯠꯇꯕ ꯂꯥꯏꯁꯤꯡꯒꯨꯝꯅ ꯃꯤꯑꯣꯏꯁꯤꯡ ꯑꯃꯁꯨꯡ ꯂꯥꯏꯁꯤꯡꯒ ꯃꯥꯟꯅꯅ ꯑꯋꯥꯕ ꯀꯌꯥ ꯑꯃ ꯊꯣꯛꯍꯟꯈꯤ ꯑꯗꯨꯕꯨ ꯃꯁꯤꯗꯒꯤ ꯍꯦꯟꯅ ꯐꯠꯇꯕ ꯑꯗꯨꯗꯤ ꯃꯍꯥꯛꯀꯤ ꯏꯒꯤ ꯃꯆꯦꯠ ꯑꯃ ꯂꯩꯃꯥꯏꯗ ꯆꯦꯟꯊꯔꯛꯄ ꯃꯇꯝ ꯈꯨꯗꯤꯡꯃꯛꯇ ꯐꯠꯇꯕ ꯂꯥꯏ ꯍꯦꯟꯅ ꯄꯨꯊꯣꯛꯄ ꯉꯝꯕ ꯑꯗꯨꯅꯤ꯫ ꯃꯔꯝ ꯑꯁꯤꯅ ꯔꯛꯇꯥꯕꯤꯖꯥꯗ ꯂꯥꯟꯗꯥꯈꯤꯕ ꯃꯇꯝ ꯈꯨꯗꯤꯡꯃꯛ ꯑꯃꯠꯇ ꯉꯥꯏꯔꯕ ꯃꯍꯩ ꯑꯗꯨꯗꯤ ꯐꯠꯇꯕ ꯂꯥꯏꯁꯤꯡ ꯍꯦꯟꯅ ꯊꯦꯡꯅꯒꯗꯕꯅꯤ꯫ ꯂꯥꯏꯁꯤꯡꯅ ꯄꯨꯟꯅ ꯊꯕꯛ ꯇꯧꯅꯕ ꯑꯃꯁꯨꯡ ꯃꯈꯣꯏꯒꯤ ꯁꯛꯇꯤ ꯅꯠꯇ꯭ꯔꯒ ꯂꯥꯏꯒꯤ ꯑꯣꯏꯕ ꯄꯥꯡꯒꯜ ꯄꯨꯝꯅꯃꯛ ꯄꯨꯟꯁꯤꯟꯗꯨꯅ ꯔꯛꯇꯥꯕꯤꯖꯕꯨ ꯃꯥꯡꯍꯟ ꯇꯥꯛꯍꯟꯕ ꯉꯝꯕ ꯁꯨꯄꯔ ꯖꯤꯕ ꯑꯃ ꯄꯨꯊꯣꯛꯅꯕ ꯋꯥꯔꯦꯞ ꯂꯧꯈꯤ꯫